ꯔꯦꯄꯟꯖꯦꯜ ꯑꯁꯤ ꯕ꯭ꯔꯥꯗꯔꯁ ꯒ꯭ꯔꯤꯝꯅ ꯏꯊꯣꯛꯍꯧꯕ ꯖꯔꯃꯟꯒꯤ ꯐꯨꯡꯒꯥꯋꯥꯔꯤ ꯑꯃꯅꯤ꯫ ꯋꯥꯔꯤ ꯆꯍꯤ ꯀꯌꯥ ꯑꯉꯥꯡ ꯑꯃꯥ ꯄꯥꯝꯖꯔꯕ ꯃꯇꯨꯡꯗ, ꯃꯇꯩ-ꯃꯅꯥꯎ ꯑꯃꯅ ꯑꯉꯥꯡ ꯑꯃꯥ ꯐꯪꯒꯗꯧꯔꯤ꯫ ꯃꯄꯨꯔꯣꯏꯕ ꯑꯃꯁꯨꯡ ꯅꯨꯄꯤ ꯑꯁꯤ ꯑꯆꯧꯕ, ꯄꯥꯛ ꯆꯥꯎꯕ, ꯑꯋꯥꯡꯕ ꯐꯛꯂꯥꯡꯅ ꯆꯦꯟꯕ ꯂꯩ ꯑꯃꯁꯨꯡ ꯃꯅꯥ-ꯃꯁꯤꯡꯒꯤ ꯂꯩꯀꯣꯜ ꯑꯃꯒꯤ ꯃꯅꯥꯛꯇ ꯂꯩ꯫ ꯅꯨꯄꯤ ꯑꯗꯨꯅ ꯃꯍꯥꯛꯅ ꯂꯩꯀꯣꯜꯗ ꯍꯧꯕ ꯎꯕ ꯔꯦꯄꯨꯟꯖꯦꯜ (ꯃꯁꯤ ꯀꯣꯔ꯭ꯟ ꯁꯥꯂꯥꯗ ꯅꯠꯇ꯭ꯔꯥꯒ ꯔꯦꯝꯄꯤꯌꯟ) ꯑꯗꯨ ꯄꯥꯝꯃꯤ꯫ ꯃꯍꯥꯛꯅ ꯑꯇꯣꯞꯄ ꯀꯔꯤꯒꯨꯝꯕ ꯑꯃꯠꯇ ꯆꯥꯕ ꯌꯥꯗꯦ ꯑꯃꯁꯨꯡ ꯃꯥꯡꯍꯟꯕ ꯍꯧꯋꯤ꯫ ꯃꯍꯥꯛꯀꯤ ꯃꯄꯨꯔꯣꯏꯕꯅ ꯃꯍꯥꯛꯀꯤ ꯄꯨꯟꯁꯤꯒꯤꯗꯃꯛ ꯑꯀꯤꯕ ꯄꯣꯛꯏ ꯑꯃꯁꯨꯡ ꯅꯨꯃꯤꯗꯥꯡ ꯑꯃꯗ, ꯃꯍꯥꯛꯅ ꯃꯍꯥꯛꯀꯤꯗꯃꯛꯇ ꯔꯦꯄꯟꯖꯦꯜ ꯈꯔ ꯍꯨꯔꯥꯟꯅꯕ ꯂꯩꯀꯣꯜꯒꯤ ꯐꯛꯂꯥꯡ ꯑꯗꯨ ꯀꯥꯈꯠꯂꯤ꯫ ꯅꯨꯄꯥ ꯑꯗꯨꯅ ꯌꯨꯝꯗ ꯍꯜꯂꯛꯄ ꯃꯇꯝꯗ, ꯃꯍꯥꯛꯀꯤ ꯂꯣꯏꯅꯕꯤꯅ ꯔꯦꯄꯨꯟꯖꯦꯜꯗꯒꯤ ꯁꯥꯂꯥꯗ ꯑꯃ ꯁꯦꯝꯃꯤ ꯑꯃꯁꯨꯡ ꯆꯥꯏ꯫ ꯑꯗꯨꯕꯨ ꯃꯊꯪꯒꯤ ꯅꯨꯃꯤꯠꯇ, ꯅꯨꯄꯤ ꯑꯗꯨꯅ ꯍꯦꯟꯅ ꯁꯥꯊꯤꯕ ꯇꯧꯕ ꯄꯥꯝꯃꯤ, ꯃꯔꯝ ꯑꯗꯨꯅ ꯃꯍꯥꯛꯀꯤ ꯃꯄꯨꯔꯣꯏꯕꯅ ꯅꯨꯃꯤꯗꯥꯡ ꯑꯗꯨꯗ ꯑꯍꯦꯟꯕ ꯈꯔ ꯍꯨꯔꯥꯟꯅꯕ ꯂꯩꯀꯣꯜꯗ ꯍꯜꯂꯛꯏ꯫ ꯃꯍꯥꯛꯅ ꯂꯩꯀꯣꯜꯒꯤ ꯐꯛꯂꯥꯡ ꯑꯗꯨ ꯀꯥꯈꯠꯂꯛꯄ ꯃꯇꯝꯗ, ꯃꯍꯥꯛꯄꯨ ꯐꯠꯇꯕ ꯃꯤꯑꯣꯏ ꯑꯗꯨꯅ ꯐꯥꯏ ꯑꯃꯁꯨꯡ ꯃꯍꯥꯛꯄꯨ ꯍꯨꯔꯥꯟꯕꯒꯤ ꯃꯔꯥꯜ ꯁꯤꯔꯤ꯫ ꯅꯨꯄꯥ ꯑꯗꯨꯅ ꯃꯤꯅꯨꯡꯁꯤꯒꯤꯗꯃꯛ ꯍꯥꯏꯖꯩ ꯑꯃꯁꯨꯡ ꯃꯍꯥꯛꯀꯤ ꯂꯣꯏꯅꯕꯤꯒꯤ ꯐꯤꯚꯝ ꯑꯗꯨ ꯁꯟꯗꯣꯛꯅ ꯇꯥꯛꯂꯤ꯫ ꯅꯨꯄꯥ ꯑꯗꯨꯅ ꯑꯉꯥꯡ ꯑꯗꯨ ꯄꯣꯛꯂꯕ ꯃꯇꯝꯗ ꯃꯉꯣꯟꯗ ꯄꯤꯒꯗꯕꯅꯤ ꯍꯥꯏꯕꯒꯤ ꯌꯥꯅꯕ ꯑꯗꯨꯗ ꯃꯍꯥꯛꯅ ꯄꯥꯝꯂꯤꯕ ꯔꯦꯄꯨꯟꯖꯦꯜ ꯄꯨꯝꯅꯃꯛ ꯂꯧꯕ ꯌꯥꯍꯟꯗꯨꯅ, ꯃꯗꯨꯒꯤ ꯃꯇꯨꯡ ꯏꯟꯅ ꯅꯨꯄꯤ ꯑꯗꯨꯅ ꯏꯀꯥꯏ ꯈꯨꯝꯅꯕ ꯎꯠꯄꯗ ꯌꯥꯅꯩ꯫ ꯅꯤꯡꯉꯝꯗꯕꯅ, ꯃꯍꯥꯛ ꯌꯥꯅꯩ꯫ ꯅꯨꯄꯤ ꯑꯗꯨꯅ ꯅꯨꯄꯤꯃꯆꯥ ꯑꯉꯥꯡ ꯑꯃꯥ ꯄꯣꯛꯂꯕ ꯃꯇꯝꯗ, ꯃꯍꯥꯛꯄꯨ ꯃꯁꯥꯒꯤ ꯑꯣꯏꯅ ꯌꯣꯛꯅꯕ ꯅꯨꯄꯤ ꯑꯗꯨꯅ ꯂꯧꯋꯤ ꯑꯃꯁꯨꯡ ꯃꯍꯥꯛꯀꯤ ꯃꯃꯥꯅ ꯄꯥꯝꯖꯕ ꯄꯥꯝꯕꯤ ꯑꯗꯨꯒꯤ ꯃꯇꯨꯡ ꯏꯟꯅ ꯃꯍꯥꯛꯄꯨ ꯔꯦꯄꯟꯖꯦꯜ ꯍꯥꯏꯅ ꯃꯃꯤꯡ ꯊꯣꯟꯈꯤ꯫ ꯔꯦꯄꯟꯖꯦꯜ ꯑꯁꯤ ꯁꯅꯥꯒꯤ ꯁꯝ ꯁꯥꯡꯕ ꯐꯖꯔꯕ ꯑꯉꯥꯡ ꯑꯃ ꯑꯣꯏꯅ ꯆꯥꯎꯔꯛꯏ꯫ ꯃꯍꯥꯛ ꯆꯍꯤ ꯇꯔꯥꯅꯤꯊꯣꯏ ꯁꯨꯔꯛꯄ ꯃꯇꯝꯗ, ꯃꯍꯥꯛꯄꯨ ꯎꯃꯪꯒꯤ ꯃꯌꯥꯏꯗ ꯂꯩꯕ ꯌꯨꯝꯕꯤ ꯑꯃꯗ ꯐꯥꯖꯤꯟꯗꯨꯅ ꯊꯝꯃꯤ, ꯁꯤꯔꯤ ꯅꯠꯇ꯭ꯔꯥꯒ ꯊꯣꯡ ꯑꯃꯠꯇ ꯂꯩꯇꯦ, ꯑꯃꯁꯨꯡ ꯃꯊꯛꯇ ꯀꯥ ꯑꯃꯈꯛꯇꯃꯛ ꯑꯃꯁꯨꯡ ꯊꯣꯡꯅꯥꯎ ꯑꯃꯈꯛꯇꯃꯛ ꯂꯩꯔꯤ꯫ ꯔꯦꯄꯟꯖꯦꯜꯗ ꯆꯠꯅꯕꯒꯤꯗꯃꯛ, ꯃꯃꯤꯔꯣꯏ ꯑꯗꯨꯅ ꯇꯋꯥꯔ ꯑꯗꯨꯒꯤ ꯃꯈꯥꯗ ꯂꯦꯞꯇꯨꯅ ꯀꯧꯏ: ꯔꯥꯄꯟꯖꯦꯜꯅ ꯁꯩꯔꯦꯡ ꯑꯗꯨ ꯇꯥꯕ ꯃꯇꯝ ꯈꯨꯗꯤꯡꯃꯛꯇ, ꯃꯍꯥꯛꯅ ꯃꯍꯥꯛꯀꯤ ꯑꯁꯥꯡꯕ ꯁꯝ ꯑꯗꯨ ꯊꯣꯡꯅꯥꯎ ꯑꯗꯨꯗ ꯍꯨꯛ ꯑꯃꯗ ꯐꯥꯖꯤꯜꯂꯤ ꯃꯗꯨꯒꯤ ꯃꯇꯨꯡꯗ ꯃꯗꯨ ꯊꯒꯥꯏ ꯀꯨꯟ ꯂꯩꯃꯥꯏꯗ ꯇꯥꯍꯟꯈꯤ, ꯑꯃꯁꯨꯡ ꯃꯗꯨꯒꯤ ꯃꯊꯛꯇ ꯐꯠꯇꯕ ꯃꯤꯑꯣꯏ ꯑꯗꯨꯅ ꯀꯥꯏ꯫ ꯆꯍꯤ ꯈꯔꯒꯤ ꯃꯇꯨꯡꯗ, ꯅꯤꯡꯊꯧꯃꯆꯥ ꯑꯃꯅ ꯎꯃꯪꯗ ꯊꯧꯗꯨꯅ ꯆꯠꯂꯤ ꯑꯃꯁꯨꯡ ꯇꯋꯥꯔ ꯑꯗꯨꯗꯒꯤ ꯔꯦꯄꯟꯖꯦꯜꯅ ꯏꯁꯩ ꯁꯛꯄ ꯇꯥꯏ꯫ ꯃꯍꯥꯛꯀꯤ ꯏꯊꯦꯔꯤꯌꯦꯜ ꯈꯣꯟꯖꯦꯜꯅ ꯆꯪꯁꯤꯜꯂꯗꯨꯅ, ꯃꯍꯥꯛꯅ ꯃꯍꯥꯛꯄꯨ ꯊꯤꯔꯤ ꯑꯃꯁꯨꯡ ꯇꯋꯥꯔ ꯑꯗꯨ ꯈꯪꯂꯛꯏ, ꯑꯗꯨꯕꯨ ꯃꯗꯨꯗ ꯆꯪꯕ ꯉꯝꯗꯦ꯫ ꯔꯥꯖꯀꯨꯃꯥꯔ ꯑꯗꯨꯅ ꯔꯦꯄꯟꯖꯦꯜꯒꯤ ꯐꯖꯔꯕ ꯏꯁꯩ ꯁꯛꯄ ꯑꯗꯨ ꯇꯥꯗꯨꯅ ꯑꯌꯥꯝꯕ ꯃꯇꯝꯗ ꯇꯋꯥꯔ ꯑꯗꯨꯗ ꯍꯜꯂꯛꯏ, ꯑꯃꯁꯨꯡ ꯅꯨꯃꯤꯠ ꯑꯃꯗ ꯃꯍꯥꯛꯄꯨ ꯃꯍꯧꯁꯥꯒꯨꯝꯅ ꯃꯍꯥꯛꯄꯨ ꯎꯅꯕ ꯂꯥꯛꯄ ꯎꯏ ꯑꯃꯁꯨꯡ ꯃꯇꯧ ꯀꯔꯝꯅ ꯆꯪꯒꯗꯒꯦ ꯍꯥꯏꯕꯗꯨ ꯇꯝꯃꯤ꯫ ꯃꯃꯤꯔꯣꯏ ꯑꯗꯨꯅ ꯆꯠꯂꯕ ꯃꯇꯝꯗ, ꯅꯤꯡꯊꯧꯃꯆꯥ ꯑꯗꯨꯅ ꯔꯦꯄꯟꯖꯦꯜꯗ ꯃꯍꯥꯛꯀꯤ ꯁꯝ ꯑꯗꯨ ꯍꯟꯊꯍꯟꯅꯕ ꯌꯥꯊꯪ ꯄꯤ꯫ ꯃꯍꯥꯛꯄꯨ ꯑꯃꯨꯛ ꯍꯟꯅ ꯀꯧꯔꯛꯂꯤꯕꯁꯤ ꯃꯇꯧ ꯇꯝꯕꯤ ꯅꯨꯄꯤꯅꯤ ꯍꯥꯏꯅ ꯈꯟꯗꯨꯅ, ꯔꯦꯄꯟꯖꯦꯜꯅ ꯃꯍꯥꯛꯀꯤ ꯁꯝ ꯑꯗꯨ ꯀꯛꯊꯠꯂꯤ ꯑꯃꯁꯨꯡ ꯅꯤꯡꯊꯧꯃꯆꯥ ꯑꯗꯨꯅ ꯀꯥꯈꯠꯂꯛꯏ꯫ ꯃꯗꯨꯒꯤ ꯃꯇꯨꯡꯗ ꯃꯈꯣꯏ ꯑꯅꯤ ꯅꯨꯡꯁꯤꯖꯩ ꯑꯃꯁꯨꯡ ꯇꯨꯃꯤꯟꯅ ꯂꯨꯍꯣꯡꯏ꯫ ꯅꯨꯃꯤꯠ ꯌꯨꯡꯕ ꯃꯇꯝꯗ ꯃꯃꯤꯔꯣꯏ ꯑꯗꯨꯅ ꯔꯥꯄꯟꯖꯦꯜꯗ ꯆꯠꯄꯒ ꯂꯣꯏꯅꯅ, ꯃꯇꯩ-ꯃꯅꯥꯎ ꯑꯗꯨꯅ ꯅꯥꯟꯊꯣꯛꯅꯕꯒꯤ ꯄꯥꯝꯕꯩ ꯑꯃ ꯊꯧꯔꯥꯡ ꯇꯧꯔꯤ: ꯅꯤꯡꯊꯧꯃꯆꯥ ꯑꯗꯨꯅ ꯃꯍꯥꯛꯀꯤ ꯂꯣꯏꯅꯕꯤꯕꯨ ꯑꯍꯤꯡ ꯈꯨꯗꯤꯡꯒꯤ ꯃꯨꯒꯥꯒꯤ ꯃꯆꯦꯠ ꯑꯃ ꯄꯨꯔꯛꯀꯅꯤ ꯃꯗꯨꯗ ꯃꯍꯥꯛꯅ ꯃꯍꯥꯛꯄꯨ ꯌꯨꯝꯕꯤ ꯑꯗꯨꯗ ꯀꯥꯅꯕ ꯑꯃꯁꯨꯡ ꯃꯍꯥꯛꯀ ꯂꯣꯏꯅꯅ ꯁꯒꯣꯜꯗ ꯇꯣꯡꯗꯨꯅ ꯊꯧꯅꯕ ꯃꯇꯤꯛ ꯆꯥꯕ ꯊꯥꯛ ꯑꯃ ꯁꯦꯝꯒꯅꯤ꯫